ꯍꯧꯔꯛꯂꯤꯕꯁꯤꯡꯒꯤꯗꯃꯛꯇ ꯔꯨꯕꯤꯛ ꯀ꯭ꯌꯨꯕ ꯑꯃ ꯇꯥꯍꯟꯅꯕꯒꯤꯗꯃꯛ ꯑꯦꯂꯒꯣꯔꯤꯊꯝ ꯑꯃꯥ ꯁꯦꯝꯃꯨ꯫ ꯔꯨꯕꯤꯛꯀꯤ ꯀ꯭ꯌꯨꯕ ꯑꯃꯥ ꯇꯥꯍꯟꯕ ꯑꯁꯤ ꯈꯣꯡꯊꯥꯡ ꯀꯌꯥꯗ ꯈꯥꯢꯗꯣꯛꯄ ꯌꯥꯏ꯫ ꯔꯨꯕꯤꯛ ꯀ꯭ꯌꯨꯕ ꯑꯃ ꯇꯥꯍꯟꯅꯕꯒꯤꯗꯃꯛꯇ ꯑꯦꯂꯒꯣꯔꯤꯊꯝ ꯑꯃ ꯃꯈꯥꯗ ꯄꯤꯔꯤ: ꯑꯉꯧꯕꯥ ꯀ꯭ꯔꯣꯁ ꯁꯤꯡ ꯇꯥꯍꯜꯂꯒ ꯍꯧꯔꯛꯎ ꯑꯉꯧꯕꯥ ꯁꯦꯟꯇꯔ ꯄꯤꯁ ꯑꯗꯨ ꯊꯤꯌꯨ ꯃꯁꯤꯅ ꯀ꯭ꯌꯨꯕꯀꯤ ꯑꯉꯧꯕ ꯃꯐꯝ ꯑꯗꯨ ꯇꯥꯍꯟꯗ꯭ꯔꯤꯉꯩꯗ ꯈꯣꯡꯊꯥꯡ ꯄꯨꯝꯅꯃꯛꯀꯤ ꯔꯦꯐꯥꯔꯦꯟꯁ ꯑꯣꯏꯒꯅꯤ꯫ ꯋꯥꯏꯇꯦꯞ ꯁ꯭ꯇꯤꯀꯥꯔꯁꯤꯡ ꯌꯥꯎꯕ ꯑꯦꯖ ꯄꯤꯁ ꯃꯔꯤ ꯀꯥꯆꯤꯟꯒꯤ ꯅꯠꯇꯕ ꯑꯗꯨ ꯊꯤꯌꯨ ꯑꯃꯁꯨꯡ ꯃꯈꯣꯏꯕꯨ ꯑꯉꯧꯕ ꯃꯌꯥꯏꯗ ꯑꯉꯧꯕꯥ ꯀ꯭ꯔꯣꯁ ꯑꯃ ꯁꯦꯝꯅꯕꯥ ꯂꯥꯏꯟ ꯇꯧ꯫ ꯋꯥꯏꯇꯦꯞ ꯀ꯭ꯔꯣꯁꯀꯤ ꯑꯀꯣꯢꯕꯗ ꯂꯩꯕ ꯃꯆꯨꯁꯤꯡ ꯑꯗꯨ ꯃꯈꯣꯢꯒ ꯅꯛꯅꯕ ꯁꯦꯟꯇꯔ ꯃꯔꯨꯁꯤꯡꯒ ꯃꯥꯟꯅꯍꯟꯅꯕ ꯁꯣꯢꯗꯅ ꯇꯧꯕꯤꯌꯨ꯫ ꯑꯉꯧꯕꯥ ꯀꯥꯆꯤꯟꯒꯤ ꯇꯥꯍꯟꯕ: ꯑꯉꯧꯕꯥ ꯀꯥꯆꯤꯟ ꯃꯔꯤ ꯑꯗꯨ ꯊꯤꯌꯨ ꯑꯃꯁꯨꯡ ꯑꯉꯧꯕ ꯀ꯭ꯔꯣꯁ ꯑꯗꯨ ꯃꯊꯛꯀꯤ ꯃꯐꯝ ꯑꯗꯨꯗ ꯂꯩꯍꯟꯅꯕ ꯀ꯭ꯌꯨꯕ ꯑꯗꯨ ꯁꯦꯝꯒꯠꯂꯨ ꯫ ꯑꯉꯧꯕꯥ ꯀꯥꯆꯤꯟꯗ ꯊꯝꯕꯥ ꯄꯣꯠꯁꯛꯁꯤꯡ ꯑꯗꯨ ꯑꯉꯧꯕꯥ ꯀ꯭ꯔꯣꯁꯀꯤ ꯑꯀꯣꯢꯕꯗ ꯃꯈꯣꯢꯒꯤ ꯑꯆꯨꯝꯕ ꯃꯐꯝꯗ ꯑꯃꯁꯨꯡ ꯑꯣꯔꯤꯑꯦꯟꯇꯦꯁꯟꯗꯥ ꯍꯥꯞꯆꯤꯜꯂꯨ꯫ ꯃꯔꯛꯇ ꯂꯩꯕꯥ ꯃꯔꯣꯜ ꯑꯗꯨ ꯇꯍꯟꯅꯕ: ꯑꯉꯧꯕꯥ ꯃꯔꯣꯜ ꯑꯗꯨ ꯇꯥꯍꯜꯂꯕ ꯃꯇꯨꯡꯗ ꯃꯗꯨꯒꯤ ꯃꯇꯨꯡꯗ ꯅꯍꯥꯛꯅ ꯑꯅꯤꯁꯨꯕ ꯃꯔꯣꯜ ꯑꯗꯨꯒꯤ ꯃꯊꯛ ꯊꯪꯕ ꯁꯔꯨꯛ ꯃꯔꯤ ꯑꯗꯨ ꯃꯐꯝ ꯆꯥꯅ ꯊꯝꯒꯗꯕꯅꯤ꯫ ꯇꯍꯜꯂꯕ ꯑꯉꯧꯕꯥ ꯃꯐꯝ ꯑꯗꯨ ꯀ꯭ꯌꯨꯕ ꯑꯗꯨꯒꯤ ꯃꯈꯥꯗ ꯂꯩꯕ ꯃꯔꯝꯅ ꯀ꯭ꯌꯨꯕ ꯑꯗꯨ ꯑꯣꯔꯤꯑꯦꯟꯇꯦꯠ ꯇꯧ꯫ ꯃꯊꯛꯀꯤ ꯃꯔꯣꯜꯗ ꯍꯪꯒꯥꯝꯄꯥꯟ ꯇꯗꯕ ꯑꯦꯖ ꯄꯤꯁ ꯑꯃ ꯈꯪꯗꯣꯛꯎ ꯑꯃꯁꯨꯡ ꯃꯗꯨ ꯑꯆꯨꯝꯕ ꯃꯐꯝꯗ ꯊꯝꯃꯨ꯫ ꯂꯦꯝꯍꯧꯔꯤꯕ ꯑꯦꯖ ꯄꯤꯁꯁꯤꯡꯒꯤꯗꯃꯛꯇ ꯃꯌꯥꯏꯒꯤ ꯁꯔꯨꯛ ꯑꯗꯨ ꯇꯍꯟꯗ꯭ꯔꯤꯉꯩꯗꯥ ꯊꯧꯑꯣꯡ ꯑꯁꯤ ꯃꯈꯥ ꯆꯠꯊꯕꯤꯌꯨ꯫ ꯍꯪꯒꯥꯃꯄꯥꯜ ꯀ꯭ꯔꯣꯁ ꯁꯣꯜꯕ ꯇꯧꯕꯥ: ꯍꯧꯖꯤꯛ ꯅꯍꯥꯛꯅ ꯃꯊꯛꯀꯤ ꯁꯔꯨꯛ ꯑꯗꯨꯗ ꯇꯍꯟꯒꯅꯤ ꯃꯐꯝ ꯑꯗꯨꯗ ꯅꯍꯥꯛꯅ ꯑꯍꯥꯟꯕꯗ ꯍꯣꯒꯥꯃꯄꯥꯜ ꯀ꯭ꯔꯣꯁ ꯑꯃ ꯁꯦꯝꯒꯅꯤ꯫ ꯃꯊꯛꯀꯤ ꯃꯐꯝꯗ ꯍꯪꯒꯥꯃꯄꯥꯜ ꯀ꯭ꯔꯣꯁ ꯑꯃ ꯁꯦꯝꯅꯕ ꯄꯤꯁꯁꯤꯡꯕꯨ ꯃꯦꯟꯌꯨꯑꯣꯔ ꯇꯧꯅꯕ ꯑꯀꯛꯅꯕ ꯑꯦꯂꯒꯣꯔꯤꯊꯝꯁꯤꯡ ꯁꯤꯖꯤꯟꯅꯕ꯫ ꯍꯪꯒꯥꯃꯄꯥꯜ ꯀꯥꯆꯤꯟꯗ ꯊꯝꯃꯨ: ꯃꯊꯪꯒꯤ ꯈꯣꯡꯊꯥꯡꯗꯤ ꯍꯪꯒꯥꯃꯄꯥꯜ ꯀꯥꯆꯤꯟꯅ ꯃꯈꯣꯢꯒꯤ ꯑꯆꯨꯝꯕ ꯃꯐꯝꯗ ꯊꯝꯃꯨ ꯍꯧꯖꯤꯛꯀꯤ ꯑꯣꯏꯅ ꯃꯈꯣꯢꯒꯤ ꯑꯣꯔꯤꯑꯦꯟꯇꯦꯁꯟ ꯑꯗꯨ ꯌꯦꯡꯗꯅ꯫ ꯍꯪꯒꯥꯃꯄꯥꯜ ꯀꯥꯆꯤꯟ ꯄꯤꯁꯁꯤꯡ ꯑꯁꯤ ꯃꯈꯣꯢꯒꯤ ꯑꯆꯨꯝꯕ ꯃꯐꯝꯗ ꯂꯩꯕ ꯐꯥꯎꯕ ꯁꯥꯏꯀꯜ ꯇꯧꯅꯕ ꯑꯀꯛꯅꯕ ꯑꯦꯂꯒꯣꯔꯤꯊꯝꯁꯤꯡ ꯁꯤꯖꯤꯟꯅꯕ꯫ ꯍꯪꯒꯥꯃꯄꯥꯜ ꯀꯥꯆꯤꯟ ꯑꯣꯔꯤꯑꯦꯟꯇꯦꯠ ꯇꯧꯕꯥ: ꯍꯪꯒꯥꯃꯄꯥꯜ ꯀꯥꯆꯤꯟ ꯑꯗꯨ ꯃꯑꯣꯡ ꯆꯨꯝꯅ ꯊꯝꯂꯕ ꯃꯇꯨꯡꯗ ꯃꯈꯣꯢꯕꯨ ꯃꯌꯦꯛ ꯁꯦꯡꯅ ꯑꯣꯔꯤꯑꯦꯟꯇꯦꯠ ꯇꯧꯅꯕ ꯑꯀꯛꯅꯕ ꯑꯦꯂꯒꯣꯔꯤꯊꯝꯁꯤꯡ ꯁꯤꯖꯤꯟꯅꯧ ꯅꯠꯇ꯭ꯔꯒ ꯍꯪꯒꯥꯃꯄꯥꯜ ꯁ꯭ꯇꯤꯀꯥꯔ ꯄꯨꯝꯅꯃꯛ ꯃꯊꯛꯇ ꯌꯦꯡꯗꯨꯅ ꯊꯝꯒꯗꯕꯅꯤ꯫ ꯑꯔꯣꯏꯕꯒꯤ ꯃꯔꯣꯜ ꯑꯗꯨ ꯇꯥꯍꯟꯕ: ꯑꯔꯣꯏꯕꯥ ꯁ꯭ꯇꯦꯞ ꯑꯗꯨꯗ ꯑꯔꯣꯏꯕꯥ ꯃꯔꯣꯜꯒꯤ ꯃꯐꯝꯁꯤꯡ ꯑꯗꯨ ꯐꯖꯥꯅ ꯊꯝꯕ꯫ ꯃꯈꯣꯢ ꯄꯨꯝꯅꯃꯛ ꯃꯈꯣꯢꯒꯤ ꯑꯆꯨꯝꯕ ꯃꯐꯝꯗ ꯂꯩꯕ ꯐꯥꯎꯕ ꯑꯦꯖ ꯄꯤꯁꯁꯤꯡ ꯁꯥꯏꯀꯜ ꯇꯧꯅꯕ ꯑꯀꯛꯅꯕ ꯑꯦꯂꯒꯣꯔꯤꯊꯝꯁꯤꯡ ꯁꯤꯖꯤꯟꯅꯧ꯫ ꯔꯨꯕꯤꯛ ꯀ꯭ꯌꯨꯕ ꯑꯃ ꯇꯍꯟꯕꯗ ꯇꯣꯉꯥꯟ ꯇꯣꯉꯥꯟꯕ ꯑꯦꯂꯒꯣꯔꯤꯊꯝꯁꯤꯡ ꯑꯃꯁꯨꯡ ꯈꯣꯡꯆꯠꯀꯤ ꯃꯑꯣꯡꯁꯤꯡ ꯇꯝꯕ ꯌꯥꯎꯏ ꯃꯈꯣꯢꯁꯤꯡ ꯑꯁꯤ ꯄ꯭ꯔꯦꯛꯇꯤꯁ ꯇꯧꯕꯒ ꯂꯣꯢꯅꯅꯥ ꯍꯦꯟꯅ ꯏꯟꯇꯌꯨꯏꯇꯤꯕ ꯑꯣꯏꯔꯛꯏ ꯍꯥꯢꯕꯁꯤ ꯈꯪꯖꯤꯟꯕ ꯃꯔꯨ ꯑꯣꯏ꯫ ꯃꯊꯛꯇꯥ ꯄꯟꯈ꯭ꯔꯤꯕ ꯈꯣꯡꯊꯥꯡꯁꯤꯡ ꯑꯁꯤ ꯉꯥꯛꯅ ꯆꯠꯄꯥ ꯑꯃꯁꯨꯡ ꯑꯄꯥꯝꯕꯥ ꯐꯜꯁꯤꯡ ꯌꯧꯅꯕꯥ ꯑꯀꯛꯅꯕꯥ ꯑꯦꯂꯒꯣꯔꯤꯊꯝꯁꯤꯡ ꯁꯤꯖꯤꯟꯅꯕꯒꯤ ꯊꯧꯑꯣꯡ ꯑꯁꯤꯅ ꯃꯇꯝ ꯈꯔꯒꯤ ꯃꯅꯨꯡꯗ ꯔꯨꯕꯤꯛ ꯀ꯭ꯌꯨꯕ ꯑꯃ ꯇꯥꯍꯟꯕ ꯉꯝꯒꯅꯤ꯫ ꯈꯪꯖꯤꯟꯒꯗꯕ ꯁꯤꯖꯤꯟꯅꯔꯤꯕꯁꯤꯡꯅ ꯅꯨꯡꯉꯥꯏꯕ ꯐꯥꯎꯕꯒꯤ ꯃꯇꯨꯡꯏꯟꯅ ꯑꯀꯛꯅꯕ ꯃꯑꯣꯡꯁꯤꯡꯒꯥ ꯂꯣꯢꯅꯅꯥ ꯇꯣꯉꯥꯟ-ꯇꯣꯉꯥꯟꯕ ꯃꯈꯜꯁꯤꯡ ꯂꯩ꯫